ꯅꯍꯥꯛꯀꯤ ꯑꯣꯖꯥꯗ ꯊꯥꯗꯣꯛꯈꯤꯕ ꯂꯥꯏꯔꯤꯛ ꯑꯃꯒꯤ ꯃꯇꯥꯡꯗ ꯋꯥꯍꯪ ꯑꯃ ꯍꯪꯗꯨꯅ ꯏꯃꯦꯜ ꯑꯃ ꯁꯦꯝꯃꯨ꯫ ꯅꯨꯡꯁꯤꯖꯔꯕ [ꯑꯣꯖꯥꯒꯤ ꯃꯃꯤꯡ], ꯏꯃꯦꯜ ꯑꯁꯤꯅ ꯑꯗꯣꯝꯕꯨ ꯌꯥꯝꯅ ꯐꯖꯟꯅ ꯐꯪꯒꯅꯤ ꯍꯥꯏꯅ ꯑꯩꯒꯤ ꯊꯥꯖꯩ꯫ ꯑꯩꯍꯥꯛꯅ ꯇꯥꯡ]ꯗ ꯊꯦꯡꯅꯈꯤ ꯊꯦꯡꯅꯈꯤꯕ ꯂꯥꯏꯁꯣꯟ ꯑꯗꯨꯒꯤ ꯃꯇꯥꯡꯗ ꯋꯥꯍꯪ ꯍꯪꯅꯕꯒꯤꯗꯃꯛ ꯏꯖꯔꯤ꯫ ꯅꯨꯡꯉꯥꯏꯇꯕ ꯋꯥꯐꯝ ꯑꯃꯅ, ꯑꯗꯣꯝꯒꯤ ꯂꯩꯇꯕꯒꯤ ꯃꯔꯝ ꯑꯗꯨ ꯍꯥꯞꯀꯗꯕꯅꯤ, ꯈꯨꯗꯝ ꯑꯣꯏꯅ ꯑꯅꯥꯕ ꯅꯠꯇ꯭ꯔꯒ ꯏꯃꯨꯡꯒꯤ ꯏꯃꯔꯖꯦꯟꯁꯤ ꯑꯃꯅ ꯃꯔꯝ ꯑꯣꯏꯗꯨꯅ ꯑꯩꯍꯥꯛ ꯀ꯭ꯂꯥꯁꯇ ꯁꯔꯨꯛ ꯌꯥꯕ ꯉꯝꯈꯤꯗꯦ꯫ ꯑꯩꯍꯥꯛꯅ ꯀ꯭ꯂꯥꯁꯀꯤ ꯑꯇꯣꯞꯄ ꯃꯤꯑꯣꯏꯁꯤꯡꯒ ꯂꯣꯏꯅꯅ ꯑꯩꯍꯥꯛꯄꯨ ꯁꯣꯏꯗꯅ ꯌꯥꯎꯍꯟꯕ ꯄꯥꯝꯃꯤ ꯑꯃꯁꯨꯡ ꯀꯔꯤꯒꯨꯝꯕ ꯅꯍꯥꯛꯅ ꯂꯥꯏꯔꯤꯛ ꯑꯁꯤꯒꯤ ꯃꯅꯨꯡꯗ ꯏꯟꯅꯈꯤꯕ ꯅꯣꯠꯁꯤꯡ, ꯃꯆꯥꯛꯁꯤꯡ ꯅꯠꯇ꯭ꯔꯒ ꯃꯔꯨꯑꯣꯏꯕ ꯋꯥꯐꯝ ꯑꯃꯠꯇ ꯄꯤꯕꯤꯔꯛꯄ ꯉꯝꯂꯕꯗꯤ ꯊꯥꯒꯠꯄ ꯐꯣꯡꯗꯣꯛꯆꯔꯤ꯫ ꯑꯩꯅ ꯈꯪꯒꯗꯕ ꯑꯀꯛꯅꯕ ꯋꯥꯐꯝ ꯑꯃ ꯅꯠꯇ꯭ꯔꯒ ꯀ꯭ꯂꯥꯁꯀꯤ ꯃꯇꯝꯗ ꯄꯤꯈꯤꯕ ꯑꯦꯁꯥꯏꯟꯃꯦꯟꯇ ꯑꯃꯠꯇ ꯂꯩꯕ꯭ꯔꯥ? ꯑꯩꯍꯥꯛꯀꯤ ꯂꯩꯇꯕꯅ ꯊꯣꯛꯍꯟꯕ ꯌꯥꯕ ꯈꯨꯗꯣꯡꯆꯥꯗꯕꯁꯤꯡꯒꯤ ꯗꯃꯛ ꯑꯩꯍꯥꯛꯅ ꯃꯥꯡꯖꯧꯅꯅ ꯍꯥꯏꯖꯔꯤ ꯑꯃꯁꯨꯡ ꯑꯩꯍꯥꯛꯅ ꯂꯝꯕꯤꯗ ꯂꯦꯞꯄ ꯉꯝꯅꯕ ꯋꯥꯁꯛꯂꯤ꯫ ꯑꯩꯍꯥꯛꯄꯨ ꯊꯦꯡꯅꯕꯗ ꯃꯇꯦꯡ ꯄꯥꯡꯕꯗ ꯑꯗꯣꯝꯅ ꯄꯤꯕꯤꯔꯛꯄ ꯃꯇꯦꯡ ꯑꯃꯠꯇ ꯑꯩꯍꯥꯛꯅ ꯀꯥꯎꯖꯔꯣꯏ꯫ ꯑꯗꯣꯝꯒꯤ ꯂꯧꯁꯤꯡ ꯑꯃꯁꯨꯡ ꯃꯇꯦꯡ ꯄꯥꯡꯕꯤꯕꯒꯤꯗꯃꯛ ꯊꯥꯒꯠꯆꯔꯤ꯫ ꯌꯥꯏꯐ-ꯄꯥꯎꯖꯦꯜ ꯄꯤꯖꯔꯤ, ꯅꯍꯥꯛꯀꯤ ꯃꯤꯡ "ꯃꯊꯧ ꯇꯥꯕ" ꯑꯃꯁꯨꯡ "ꯑꯄꯥꯝꯕ" ꯍꯥꯏꯕ ꯋꯥꯈꯜꯂꯣꯟꯁꯤꯡ ꯑꯁꯤ ꯆꯥꯡꯗꯝꯅꯕ ꯑꯃꯁꯨꯡ ꯈꯦꯠꯅꯕ ꯊꯝꯃꯤ꯫ ꯗꯔꯀꯥꯔ ꯑꯣꯏꯕ ꯍꯥꯏꯕꯁꯤ ꯃꯤꯑꯣꯏ ꯑꯃꯅ ꯍꯤꯡꯅꯕꯒꯤꯗꯃꯛ, ꯍꯛꯁꯦꯜ ꯊꯝꯅꯕꯒꯤꯗꯃꯛ ꯅꯠꯇ꯭ꯔꯒ ꯃꯑꯣꯡ ꯆꯨꯝꯅ ꯊꯕꯛ ꯇꯧꯅꯕꯒꯤꯗꯃꯛ ꯇꯉꯥꯏꯐꯗꯕ ꯑꯃꯁꯨꯡ ꯃꯊꯧ ꯇꯥꯕ ꯄꯣꯠꯁꯛ ꯑꯃꯅꯤ꯫ ꯑꯗꯨꯒ ꯑꯄꯥꯝꯕ ꯍꯥꯏꯕꯁꯤ ꯃꯤꯑꯣꯏ ꯑꯃꯅ ꯄꯥꯝꯂꯤꯕ ꯅꯠꯇ꯭ꯔꯒ ꯂꯩꯕ ꯄꯥꯝꯂꯤꯕ ꯄꯣꯠꯁꯛ ꯑꯃꯅꯤ꯫ ꯑꯗꯨꯕꯨ ꯃꯈꯣꯏꯗꯤ ꯑꯄꯨꯟꯕ ꯌꯥꯏꯐꯅꯕ ꯃꯊꯧ ꯇꯥꯗꯦ꯫ ꯈꯨꯗꯝ ꯑꯣꯏꯅ, ꯆꯥꯅꯕ, ꯏꯁꯤꯡ, ꯂꯩꯐꯝ ꯑꯃꯁꯨꯡ ꯄꯣꯠ-ꯆꯩꯁꯤꯡ ꯑꯁꯤ ꯃꯔꯨꯑꯣꯏꯕ ꯃꯊꯧ ꯇꯥꯕꯁꯤꯡꯅꯤ꯫ ꯃꯔꯝꯗꯤ ꯃꯈꯣꯏ ꯌꯥꯎꯗ꯭ꯔꯕꯗꯤ ꯃꯤꯑꯣꯏ ꯑꯃꯒꯤ ꯍꯛꯁꯦꯜ ꯑꯃꯁꯨꯡ ꯁꯦꯐꯇꯤ ꯈꯨꯗꯣꯡꯆꯥ ꯊꯤꯕ ꯂꯩꯒꯅꯤ꯫ ꯑꯃꯔꯣꯝꯗ ꯃꯤꯑꯣꯏ ꯑꯃꯅ ꯈ꯭ꯋꯥꯏꯗꯒꯤ ꯅꯧꯕ ꯁ꯭ꯃꯥꯔꯇꯐꯣꯟ, ꯗꯤꯖꯥꯏ ꯗꯤꯖꯏꯅꯔꯒꯤ ꯄꯣꯠꯂꯝꯁꯤꯡ ꯅꯠꯇ꯭ꯔꯒ ꯁꯨꯇꯤ ꯂꯧꯕ ꯄꯥꯝꯂꯕꯁꯨ ꯃꯗꯨ ꯍꯤꯡꯅꯕꯒꯤꯗꯃꯛ ꯃꯊꯧ ꯇꯥꯗꯦ꯫ ꯈꯪꯖꯤꯟꯒꯗꯕ ꯑꯃꯅ, ꯃꯊꯧ ꯇꯥꯕꯁꯤꯡ ꯑꯁꯤ ꯍꯤꯡꯅꯕꯒꯤ ꯃꯊꯧ ꯇꯥꯕꯁꯤꯡꯅꯤ ꯑꯗꯨꯒ ꯑꯄꯥꯝꯕ ꯍꯥꯏꯕꯁꯤꯗꯤ ꯃꯤꯑꯣꯏ ꯑꯃꯒꯤ ꯄꯨꯟꯁꯤꯒꯤ ꯃꯒꯨꯟ ꯐꯒꯠꯍꯟꯕ ꯉꯝꯂꯕꯁꯨ ꯇꯉꯥꯏꯐꯗꯕ ꯑꯣꯏꯗꯕ ꯑꯄꯥꯝꯕ ꯅꯠꯇ꯭ꯔꯒ ꯑꯄꯥꯝꯕꯁꯤꯡꯅꯤ꯫ ꯃꯊꯧ ꯇꯥꯕꯁꯤꯡ ꯑꯁꯤ ꯑꯄꯥꯝꯕꯗꯒꯤ ꯍꯦꯟꯅ ꯃꯔꯨ ꯑꯣꯏ ꯃꯔꯝꯗꯤ ꯃꯈꯣꯏ ꯑꯁꯤ ꯑꯩꯈꯣꯏꯒꯤ ꯌꯥꯏꯐꯅꯕꯗ ꯃꯔꯨ ꯑꯣꯏ ꯑꯗꯨꯒ ꯑꯄꯥꯝꯕꯁꯤꯡ ꯑꯁꯤ ꯁꯦꯀꯦꯟꯗ꯭ꯔꯤ ꯑꯣꯏꯅ ꯂꯧꯏ ꯑꯃꯁꯨꯡ ꯃꯔꯨ ꯑꯣꯏꯕ ꯃꯊꯧ ꯇꯥꯕꯁꯤꯡ ꯑꯗꯨ ꯐꯪꯂꯕ ꯃꯇꯨꯡꯗ ꯃꯄꯨꯡ ꯐꯥꯍꯟꯕ ꯌꯥꯏ꯫